ꯌꯨꯖꯔꯁꯤꯡꯅꯥ ꯃꯈꯣꯏꯒꯤ ꯐꯥꯏꯅꯥꯟꯁ ꯍꯦꯟꯅꯥ ꯐꯅꯥ ꯃꯦꯅꯦꯖ ꯇꯧꯕꯗꯥ ꯃꯇꯦꯡ ꯄꯥꯡꯕꯥ ꯉꯝꯕꯥ ꯃꯣꯕꯥꯏꯜ ꯑꯦꯄ꯭ꯂꯤꯀꯦꯁꯟ ꯑꯃꯒꯤꯗꯃꯛ ꯀꯟꯁꯦꯞꯇ ꯑꯃꯥ ꯁꯦꯃꯒꯠꯄꯥ꯫ "ꯐꯤꯟꯁ꯭ꯃꯥꯔꯠ" ꯍꯧꯗꯣꯀꯄꯥ: ꯌꯨꯖꯔꯁꯤꯡꯅꯥ ꯃꯈꯣꯏꯒꯤ ꯆꯥꯔꯖꯤꯡꯁꯤꯡ ꯇ꯭ꯔꯦꯛ ꯇꯧꯗꯨꯅꯥ, ꯕꯖꯦꯠ ꯁꯦꯝꯗꯨꯅꯥ, ꯃꯈꯣꯢꯒꯤ ꯄꯥꯟꯗꯝꯁꯤꯡꯒꯤ ꯃꯥꯢꯀꯩꯗꯥ ꯁꯦꯚꯤꯡ ꯇꯧꯗꯨꯅꯥ ꯑꯃꯁꯨꯡ ꯁ꯭ꯃꯥꯔꯠ ꯐꯥꯏꯅꯥꯟꯁꯤꯑꯦꯜ ꯋꯥꯔꯦꯞ ꯂꯧꯗꯨꯅꯥ ꯃꯈꯣꯢꯒꯤ ꯐꯥꯏꯅꯥꯟꯁ ꯀꯟꯇ꯭ꯔꯣꯜ ꯇꯧꯕꯗꯥ ꯃꯇꯦꯡ ꯄꯥꯡꯂꯤꯕꯥ ꯄꯔꯁꯣꯅꯦꯜ ꯐꯥꯏꯅꯥꯟꯁ ꯃꯦꯅꯦꯖꯃꯦꯟꯇ ꯑꯦꯄ꯭ꯂꯤꯀꯦꯁꯟ ꯑꯃꯅꯤ꯫ ꯃꯔꯨꯑꯣꯏꯕꯥ ꯀꯥꯟꯅꯕ : ꯆꯥꯔꯖꯤꯡ ꯇ꯭ꯔꯦꯀꯤꯡ- ꯑꯦꯄ꯭ꯂꯥꯀꯦꯁꯟ ꯑꯁꯤꯅꯥ ꯌꯨꯖꯔꯁꯤꯡꯅꯥ ꯃꯈꯣꯏꯒꯤ ꯅꯣꯡꯃꯒꯤ ꯆꯥꯔꯖꯤꯡ ꯑꯗꯨ ꯈꯥꯢꯗꯣꯛꯄ ꯑꯃꯁꯨꯡ ꯔꯦꯀꯣꯔꯗ ꯇꯧꯗꯨꯅꯥ ꯌꯦꯡꯁꯤꯟꯕꯥ ꯌꯥꯍꯜꯂꯤ꯫ ꯌꯨꯖꯔꯁꯤꯡꯅꯥ ꯃꯈꯣꯢꯒꯤ ꯔꯤꯁꯤꯞꯁꯤꯡꯒꯤ ꯐꯣꯇꯣ ꯑꯃꯥ ꯂꯧꯕꯥ ꯌꯥꯏ, ꯑꯃꯁꯨꯡ ꯑꯦꯄ꯭ꯂꯤꯀꯦꯁꯟ ꯑꯁꯤꯅꯥ ꯇꯦꯛꯅꯣꯂꯣꯖꯤ ꯁꯤꯖꯤꯟꯅꯗꯨꯅꯥ ꯇ꯭ꯔꯥꯟꯖꯦꯛꯁꯟ ꯑꯗꯨ ꯑꯣꯇꯣꯃꯦꯇꯤꯛ ꯑꯣꯏꯅꯥ ꯔꯦꯀꯣꯔꯗ ꯇꯧꯒꯅꯤ꯫ ꯕꯖꯦꯠ ꯄ꯭ꯂꯥꯅꯔ- ꯐꯤꯟꯁ꯭ꯃꯥꯔꯇꯅꯥ ꯌꯨꯖꯔꯁꯤꯡꯕꯨ ꯃꯈꯣꯢꯒꯤ ꯆꯥꯔꯖꯤꯡ ꯇꯧꯕꯒꯤ ꯍꯩꯅꯕꯤꯁꯤꯡ ꯑꯦꯅꯥꯂꯥꯏꯖ ꯇꯧꯗꯨꯅꯥ ꯄꯔꯁꯣꯅꯦꯂꯥꯏꯖ ꯇꯧꯔꯕꯥ ꯕꯖꯦꯠ ꯄ꯭ꯂꯥꯟ ꯑꯃꯥ ꯁꯦꯝꯕꯗꯥ ꯃꯇꯦꯡ ꯄꯥꯡꯏ꯫ ꯑꯦꯄ꯭ꯂꯤꯀꯦꯁꯟ ꯑꯁꯤꯅꯥ ꯃꯈꯣꯢꯒꯤ ꯆꯥꯔꯖꯤꯡ ꯍꯟꯊꯍꯟꯕꯥ ꯁꯖꯦꯁ꯭ꯠ ꯇꯧꯒꯅꯤ ꯑꯃꯁꯨꯡ ꯃꯈꯣꯢꯒꯤ ꯕꯖꯦꯠꯇꯒꯤ ꯍꯦꯟꯅꯥ ꯂꯥꯛꯄꯥ ꯃꯇꯝꯗꯥ ꯅꯣꯇꯤꯐꯤꯀꯦꯁꯟꯁꯤꯡ ꯊꯥꯕꯥ ꯌꯥꯒꯅꯤ꯫ ꯄꯥꯟꯗꯝ ꯊꯝꯕꯥ- ꯑꯦꯄ꯭ꯂꯤꯀꯦꯁꯟ ꯑꯁꯤꯅꯥ ꯌꯨꯖꯔꯁꯤꯡꯗꯥ ꯑꯇꯦꯟꯕꯥ ꯃꯇꯝꯒꯤ ꯑꯃꯁꯨꯡ ꯑꯁꯥꯡꯕꯥ ꯃꯇꯝꯒꯤ ꯁꯦꯚꯤꯡꯒꯤ ꯄꯥꯟꯗꯝꯁꯤꯡ ꯊꯝꯕꯥ ꯌꯥꯍꯜꯂꯤ꯫ ꯃꯁꯤꯅꯥ ꯄꯥꯟꯗꯝ ꯈꯨꯗꯤꯡꯃꯛꯀꯤ ꯄ꯭ꯔꯣꯒ꯭ꯔꯦꯁ ꯑꯗꯨ ꯎꯠꯂꯤ ꯑꯃꯁꯨꯡ ꯃꯈꯣꯢꯒꯤ ꯄꯥꯟꯗꯝꯁꯤꯡ ꯑꯗꯨ ꯐꯪꯅꯕꯥ ꯃꯇꯧ ꯀꯔꯝꯅꯥ ꯍꯦꯟꯅꯥ ꯏꯐꯦꯛꯇꯤꯚ ꯑꯣꯏꯅꯥ ꯁꯦꯚ ꯇꯧꯒꯗꯒꯦ ꯍꯥꯢꯕꯒꯤ ꯇꯤꯞꯁꯤꯡ ꯄꯤꯔꯤ꯫ ꯑꯣꯇꯣꯃꯦꯇꯦꯗ ꯁꯦꯚꯤꯡꯁ- ꯐꯤꯟꯁ꯭ꯃꯥꯔꯇꯅꯥ ꯊꯥ ꯈꯨꯗꯤꯡꯒꯤ ꯌꯨꯖꯔꯒꯤ ꯆꯦꯛ ꯑꯦꯀꯥꯎꯟꯇꯇꯒꯤ ꯃꯈꯣꯢꯒꯤ ꯁꯦꯚꯤꯡꯁ ꯑꯦꯀꯥꯎꯟꯇꯇꯥ ꯁꯦꯠ ꯇꯧꯔꯕꯥ ꯁꯦꯟꯐꯝ ꯑꯃꯥ ꯑꯣꯇꯣꯃꯦꯇꯤꯞ ꯑꯣꯏꯅꯥ ꯇ꯭ꯔꯥꯟꯁꯐꯔ ꯇꯧꯕꯥ ꯌꯥꯏ꯫ ꯏꯟꯚꯦꯁ꯭ꯇꯃꯦꯟꯇ ꯁꯖꯦꯁꯟꯁꯤꯡ- ꯑꯦꯄ꯭ꯂꯤꯀꯦꯁꯟ ꯑꯁꯤꯅꯥ ꯌꯨꯖꯔꯒꯤꯁꯦꯜ-ꯊꯨꯝꯒꯤ ꯄꯥꯟꯗꯝꯁꯤꯡ ꯑꯃꯁꯨꯡ ꯁꯦꯚꯤꯡꯁꯤꯡꯗꯥ ꯌꯨꯝꯐꯨꯝ ꯑꯣꯏꯔꯒꯥ ꯄꯔꯁꯣꯅꯦꯂꯥꯢꯖ ꯇꯧꯔꯕꯥ ꯏꯟꯚꯦꯁ꯭ꯇꯃꯦꯟꯇ ꯁꯖꯦꯁꯟꯁꯤꯡ ꯄꯤꯔꯤ꯫ ꯃꯁꯤꯅꯥ ꯃꯈꯣꯢꯗꯥ ꯏꯟꯐꯣꯔꯃꯦꯗ ꯏꯟꯚꯦꯁ꯭ꯇꯃꯦꯟꯇꯀꯤ ꯋꯥꯔꯦꯞ ꯂꯧꯕꯗꯥ ꯃꯇꯦꯡ ꯄꯥꯡꯅꯕꯥ ꯑꯦꯖꯨꯀꯦꯁꯅꯦꯜ ꯔꯤꯁꯣꯔꯁꯁꯤꯡꯁꯨ ꯄꯤꯔꯤ꯫ ꯕꯤꯜ ꯔꯤꯃꯥꯏꯟꯗꯔꯁꯤꯡ- ꯑꯦꯄ꯭ꯂꯤꯀꯦꯁꯟ ꯑꯁꯤꯅꯥ ꯂꯥꯛꯀꯗꯧꯔꯤꯕꯥ ꯕꯤꯜꯁꯤꯡ ꯑꯃꯁꯨꯡ ꯄꯦꯃꯦꯟꯇꯁꯤꯡꯒꯤ ꯃꯇꯥꯡꯗꯥ ꯔꯤꯃꯥꯏꯟꯗꯔꯁꯤꯡ ꯊꯥꯏ, ꯃꯔꯝ ꯑꯗꯨꯅꯥ ꯌꯨꯖꯔꯁꯤꯡꯅꯥ ꯀꯩꯗꯧꯉꯩꯗꯥ ꯄꯦꯃꯦꯟꯇ ꯑꯃꯥ ꯊꯥꯗꯣꯛꯄꯥ ꯉꯝꯗꯦ꯫ ꯀ꯭ꯔꯦꯗꯤꯠ ꯁ꯭ꯀꯣꯔ ꯃꯣꯅꯤꯇꯔ ꯇꯧꯕꯥ- ꯐꯤꯟꯁ꯭ꯃꯥꯔꯇꯅꯥ ꯌꯨꯖꯔꯁꯤꯡꯗꯥ ꯃꯈꯣꯢꯒꯤ ꯀ꯭ꯔꯦꯗꯤꯠ ꯁ꯭ꯀꯣꯔ ꯌꯦꯡꯁꯤꯟꯕꯗꯥ ꯃꯇꯦꯡ ꯄꯥꯡꯏ ꯑꯃꯁꯨꯡ ꯃꯈꯣꯢꯒꯤ ꯀ꯭ꯔꯦꯗꯤꯠ ꯔꯦꯇꯤꯡ ꯐꯒꯠꯍꯟꯅꯕꯥ ꯇꯤꯞꯁꯤꯡ ꯄꯤꯔꯤ꯫ ꯐꯤꯟꯁ꯭ꯃꯥꯔꯇꯀꯤ ꯏꯟꯇ꯭ꯌꯨꯇꯤꯕ ꯑꯃꯁꯨꯡ ꯌꯨꯖꯔ ꯐ꯭ꯔꯦꯟꯗꯂꯤ ꯏꯟꯇꯔꯐꯦꯁ ꯑꯁꯤꯅꯥ ꯐꯥꯏꯅꯥꯟꯁ ꯃꯦꯅꯦꯖ ꯇꯧꯕꯗꯥ ꯂꯥꯏꯍꯜꯂꯤ ꯑꯃꯁꯨꯡ ꯁꯇ꯭ꯔꯦꯁ ꯂꯩꯇꯕꯥ ꯑꯣꯏꯍꯜꯂꯤ꯫ ꯄꯔꯁꯣꯅꯦꯂꯥꯏꯖ ꯇꯧꯔꯕꯥ ꯇꯤꯞꯁꯤꯡ ꯑꯃꯁꯨꯡ ꯐꯥꯏꯅꯥꯟꯁꯤꯑꯦꯜ ꯑꯦꯖꯨꯀꯦꯁꯟꯒꯥ ꯂꯣꯢꯅꯅꯥ ꯌꯨꯖꯔꯁꯤꯡꯅꯥ ꯍꯛꯆꯥꯡ ꯐꯕꯥ ꯁꯦꯜ-ꯊꯨꯝꯒꯤ ꯍꯩꯅꯕꯤꯁꯤꯡ ꯁꯦꯝꯒꯠꯄꯥ ꯉꯝꯒꯅꯤ, ꯃꯈꯣꯢꯒꯤ ꯁꯦꯜ-ꯊꯨꯝꯒꯤ ꯄꯥꯟꯗꯝꯁꯤꯡ ꯐꯪꯍꯟꯕꯥ ꯉꯝꯒꯅꯤ ꯑꯃꯁꯨꯡ ꯃꯈꯣꯢꯒꯤ ꯁꯦꯜ-ꯊꯨꯝꯒꯤ ꯇꯨꯡꯒꯤ ꯐꯤꯕꯝ ꯁꯣꯢꯗꯅꯥ ꯐꯍꯟꯕ ꯉꯝꯒꯅꯤ꯫